ꯃꯦꯁꯤꯟ ꯂꯔꯅꯤꯡꯗꯥ ꯂꯣꯜ ꯃꯣꯗꯦꯜ ꯑꯦꯄ꯭ꯔꯣꯆ ꯑꯃꯥ ꯁꯤꯖꯤꯟꯅꯕꯒꯤ ꯑꯋꯥꯕꯥ ꯈꯔꯥ ꯐꯣꯡꯗꯣꯛꯄꯤꯌꯨ꯫ ꯂꯣꯜꯒꯤ ꯃꯣꯗꯦꯜꯁꯤꯡꯅꯥ ꯃꯍꯧꯁꯥꯒꯤ ꯂꯣꯜ ꯄ꯭ꯔꯣꯁꯦꯁꯤꯡꯗꯥ ꯑꯍꯣꯡꯕꯥ ꯑꯃꯥ ꯄꯨꯔꯛꯂꯦ ꯑꯃꯁꯨꯡ ꯇꯦꯛꯁ ꯖꯦꯅꯦꯔꯦꯁꯟ, ꯂꯣꯜ ꯍꯟꯗꯣꯀꯄꯥ, ꯑꯃꯁꯨꯡ ꯁꯦꯟꯇꯤꯃꯦꯟꯇ ꯑꯦꯅꯥꯂꯥꯏꯁꯤꯁꯒꯨꯝꯕꯥ ꯊꯕꯛꯁꯤꯡꯗꯥ ꯃꯁꯛ ꯊꯣꯀꯄꯥ ꯑꯍꯣꯡꯕꯥ ꯑꯃꯥ ꯄꯨꯔꯛꯂꯕꯁꯨ, ꯃꯦꯁꯤꯟ ꯂꯔꯅꯤꯡꯗꯥ ꯂꯣꯜ ꯃꯣꯗꯦꯜ ꯑꯦꯄ꯭ꯔꯣꯆ ꯑꯃꯥ ꯁꯤꯖꯤꯟꯅꯕꯒꯥ ꯃꯔꯤ ꯂꯩꯅꯕꯥ ꯁꯤꯡꯅꯕꯥ ꯑꯃꯁꯨꯡ ꯂꯤꯃꯤꯇꯦꯁꯟ ꯈꯔꯗꯤ ꯍꯧꯖꯤꯛꯁꯨ ꯂꯩꯔꯤ꯫ ꯑꯆꯧꯕꯥ ꯀꯝꯄ꯭ꯌꯨꯇꯦꯁ꯭ꯅꯦꯜ ꯔꯤꯁꯣꯔꯁꯁꯤꯡ: ꯂꯣꯜꯒꯤ ꯃꯣꯗꯦꯜꯁꯤꯡ, ꯃꯔꯨꯑꯣꯏꯅꯥ ꯇ꯭ꯔꯥꯟꯁꯐꯣꯔꯃꯔꯗꯥ ꯌꯨꯝꯐꯝ ꯑꯣꯏꯕꯥ ꯃꯣꯗꯦꯜꯁꯤꯡꯒꯨꯝꯕꯥ ꯍꯦꯟꯅꯥ ꯆꯥꯎꯈꯠꯄꯥ ꯃꯣꯗꯦꯜꯁꯤꯡ ꯑꯁꯤꯅꯥ ꯇ꯭ꯔꯦꯅꯤꯡ ꯑꯃꯁꯨꯡ ꯏꯟꯐ꯭ꯔꯦꯟ꯭ꯁꯀꯤꯗꯃꯛꯇꯥ ꯀꯝꯄ꯭ꯌꯨꯇꯦꯁ꯭ꯅꯦꯜ ꯔꯤꯁꯣꯔꯁꯁꯤꯡꯒꯤ ꯑꯆꯧꯕꯥ ꯃꯁꯤꯡ ꯑꯃꯥ ꯃꯊꯧ ꯇꯥꯏ꯫ ꯃꯈꯣꯌꯒꯤ ꯄꯦꯔꯥꯃꯤꯇꯔ ꯃꯁꯤꯡ ꯌꯥꯝꯅꯥ ꯂꯩꯕꯅꯥ ꯃꯈꯣꯏꯕꯨ ꯀꯝꯄꯌꯨꯇꯦꯁ꯭ꯅꯦꯜ ꯑꯣꯏꯅꯥ ꯗꯤꯃꯥꯟꯗ ꯇꯧꯕꯥ ꯉꯝꯍꯜꯂꯤ, ꯃꯔꯝ ꯑꯗꯨꯅꯥ ꯏꯐꯤꯁꯤꯌꯦꯟꯠ ꯄ꯭ꯔꯣꯁꯦꯁꯤꯡꯒꯤꯗꯃꯛꯇꯥ ꯈ꯭ꯔꯐꯤꯛ ꯄ꯭ꯔꯣꯁꯦꯁꯤꯡ ꯌꯨꯅꯤꯠ ꯒꯨꯝꯕꯥ ꯑꯈꯟꯅꯕꯥ ꯍꯥꯔꯗꯋꯦꯌꯔ ꯃꯊꯧ ꯇꯥꯏ꯫ ꯄꯥꯛ-ꯆꯥꯎꯔꯕꯥ ꯇ꯭ꯔꯦꯅꯤꯡ ꯗꯦꯇꯥ: ꯂꯣꯜꯒꯤ ꯃꯣꯗꯦꯜꯁꯤꯡꯅꯥ ꯑꯐꯕꯥ ꯄꯔꯐꯣꯃꯦꯟꯁ ꯐꯪꯅꯕꯒꯤꯗꯃꯛ ꯑꯋꯥꯡꯕꯥ ꯊꯥꯛꯀꯤ ꯇ꯭ꯔꯦꯅꯤꯡ ꯗꯦꯇꯥꯒꯤ ꯑꯆꯧꯕꯥ ꯃꯁꯤꯡ ꯃꯊꯧ ꯇꯥꯏ꯫ ꯑꯁꯤꯒꯨꯝꯕꯥ ꯑꯆꯧꯕꯥ ꯚꯣꯜꯌꯨꯝꯁꯤꯡꯒꯤ ꯗꯦꯇꯥ ꯈꯣꯝꯖꯤꯅꯕꯥ ꯑꯃꯁꯨꯡ ꯄ꯭ꯔꯤꯄ꯭ꯔꯣꯁꯦꯁ ꯇꯧꯕꯥ ꯑꯁꯤ ꯃꯇꯝ ꯌꯥꯝꯅꯥ ꯆꯪꯕꯥ ꯑꯃꯁꯨꯡ ꯃꯃꯜ ꯌꯥꯝꯅꯥ ꯆꯪꯕꯥ ꯌꯥꯏ꯫ ꯗꯦꯇꯥꯗꯥ ꯕꯥꯏꯑ‌ꯣꯁꯤꯡ: ꯂꯣꯜꯒꯤ ꯃꯣꯗꯦꯜꯁꯤꯡꯅꯥ ꯃꯈꯣꯏꯅꯥ ꯇ꯭ꯔꯦꯟ ꯇꯧꯔꯕꯥ ꯗꯦꯇꯥ ꯑꯗꯨꯗꯒꯤ ꯄꯦꯇꯔꯅꯁꯤꯡ ꯇꯝꯃꯤ, ꯃꯗꯨꯅꯥ ꯃꯣꯗꯦꯜ ꯑꯗꯨꯗꯥ ꯕꯥꯏꯑ‌ꯣꯁꯤꯡ ꯌꯥꯎꯍꯟꯕꯥ ꯌꯥꯏ꯫ ꯀꯔꯤꯒꯨꯝꯕꯥ ꯇ꯭ꯔꯦꯅꯤꯡ ꯗꯦꯇꯥ ꯑꯁꯤ ꯕꯥꯏꯑꯦꯖ ꯑꯣꯏꯔꯕꯗꯤ, ꯃꯣꯗꯦꯜ ꯑꯁꯤꯅꯥ ꯃꯁꯤꯒꯤ ꯄ꯭ꯔꯤꯗꯤꯛꯁꯟꯁꯤꯡꯗꯥ ꯕꯥꯏꯁꯁꯤꯡ ꯑꯗꯨ ꯑꯃꯨꯛ ꯍꯟꯅꯥ ꯄꯨꯊꯣꯛꯀꯅꯤ ꯑꯃꯁꯨꯡ ꯑꯦꯝꯄ꯭ꯂꯤꯐꯥꯏ ꯇꯧꯒꯅꯤ, ꯃꯁꯤꯅꯥ ꯃꯥꯡꯍꯟ ꯇꯥꯛꯍꯟꯕꯥ ꯌꯥꯕꯥ ꯁ꯭ꯇꯦꯔꯤꯑꯣꯇꯥꯏꯞꯁꯤꯡ ꯑꯗꯨ ꯂꯦꯡꯗꯅꯥ ꯂꯩꯍꯟꯒꯅꯤ꯫ ꯍꯦꯟꯅꯥ ꯁꯥꯡꯕꯥ ꯀꯟꯇꯦꯛꯁꯇꯥ ꯑꯋꯥꯕꯥ: ꯂꯣꯜꯒꯤ ꯃꯣꯗꯦꯜꯁꯤꯡꯅꯥ ꯍꯦꯟꯅꯥ ꯁꯥꯡꯕꯥ ꯗꯤꯄꯦꯟꯗꯦꯟ꯭ꯁꯁꯤꯡ ꯍꯦꯟꯗꯜ ꯇꯧꯕꯗꯥ ꯑꯍꯣꯡꯕꯥ ꯂꯥꯛꯂꯕꯁꯨ, ꯃꯈꯣꯏꯅꯥ ꯍꯧꯖꯤꯛꯁꯨ ꯂꯣꯡ-ꯔꯦꯟꯖ ꯀꯟꯇꯦꯛ꯭ꯁꯆꯨꯑꯦꯜ ꯏꯅꯐꯣꯔꯃꯦꯁꯟ ꯂꯧꯁꯤꯟꯕꯗꯥ ꯂꯥꯟꯊꯦꯡꯅꯔꯤ꯫ ꯃꯁꯤꯅꯥ ꯇꯦꯛꯁ ꯖꯦꯅꯦꯔꯦꯁꯟꯗꯥ ꯀꯣꯍꯔꯦꯟꯁꯀꯤ ꯈꯨꯗꯣꯡ ꯆꯗꯕꯊꯣꯛꯍꯟꯕꯥ ꯌꯥꯏ ꯅꯠꯇ꯭ꯔꯒꯥ ꯄꯥꯛ-ꯆꯥꯎꯔꯕꯥ ꯀꯟꯇꯦꯛ꯭ꯁ ꯑꯗꯨ ꯈꯪꯖꯤꯅꯕꯥ ꯃꯊꯧ ꯇꯥꯕꯥ ꯊꯕꯛꯁꯤꯡꯗꯥ ꯐꯖꯅꯥ ꯄꯥꯡꯊꯣꯛꯄꯥ ꯉꯝꯗꯦ꯫ ꯔꯤꯖꯅꯦꯜ ꯑꯦꯕꯤꯂꯤꯇꯤ ꯂꯩꯇꯕꯥ: ꯂꯣꯜꯒꯤ ꯃꯣꯗꯦꯜꯁꯤꯡ ꯑꯁꯤ ꯇꯉꯥꯏ ꯐꯗꯅꯥ ꯃꯃꯥꯡꯒꯤ ꯋꯥꯍꯩꯁꯤꯡꯗꯥ ꯌꯨꯝꯐꯝ ꯑꯣꯏꯔꯒꯥ ꯃꯊꯪꯒꯤ ꯋꯥꯍꯩꯒꯤ ꯑꯣꯏꯊꯣꯛꯄꯥ ꯌꯥꯕꯁꯤꯡ ꯑꯗꯨ ꯂꯥꯎꯊꯣꯛꯄꯥ ꯁ꯭ꯇꯦꯇꯤꯁꯇꯤꯀꯦꯜ ꯃꯣꯗꯦꯜꯁꯤꯡꯅꯤ꯫ ꯃꯈꯣꯏꯅꯥ ꯂꯣꯟꯗꯥ ꯁꯦꯃꯦꯟꯇꯤꯛ ꯑꯃꯁꯨꯡ ꯁꯤꯟꯇꯦꯛꯇꯤꯛ ꯔꯦꯒꯨꯂꯦꯔꯤꯇꯤꯁꯤꯡ ꯂꯧꯁꯤꯟꯕꯥ ꯉꯝꯂꯕꯁꯨ, ꯃꯈꯣꯏꯅꯥ ꯂꯣꯖꯤꯀꯦꯜ ꯔꯤꯖꯅꯦꯜꯒꯤ ꯑꯣꯏꯕꯥ ꯅꯠꯇ꯭ꯔꯒꯥ ꯇꯦꯛꯁ ꯑꯗꯨꯒꯤ ꯃꯈꯥ ꯄꯣꯜꯂꯤꯕꯥ ꯑꯔꯊ ꯑꯗꯨ ꯈꯡꯕꯥ ꯉꯝꯕꯒꯤ ꯊꯧꯅꯥ ꯂꯩꯇꯦ꯫ ꯃꯁꯤꯅꯥ ꯍꯦꯟꯅꯥ ꯅꯤꯡꯊꯤꯅꯥ ꯈꯡꯕꯥ ꯑꯃꯁꯨꯡ ꯋꯥꯈꯜ ꯈꯟꯕꯥ ꯃꯊꯧ ꯇꯥꯕꯥ ꯊꯕꯛꯁꯤꯡꯗꯥ ꯑꯁꯣꯏꯕꯥ ꯊꯣꯛꯍꯟꯕꯥ ꯌꯥꯏ꯫ ꯑꯄꯨꯟꯕꯥ ꯑꯣꯏꯅꯥ, ꯂꯣꯜꯒꯤ ꯃꯣꯗꯦꯜꯁꯤꯡ ꯑꯁꯤ ꯌꯥꯝꯅꯥ ꯂꯥꯞꯅꯥ ꯂꯥꯛꯂꯦ ꯑꯃꯁꯨꯡ ꯃꯍꯧꯁꯥꯒꯤ ꯂꯣꯜ ꯄ꯭ꯔꯣꯁꯦꯁꯤꯡꯒꯤ ꯂꯝꯗꯥ ꯌꯥꯝꯅꯥ ꯐꯒꯠꯍꯜꯂꯦ, ꯑꯗꯨꯕꯨ ꯃꯈꯣꯏ ꯁꯤꯖꯤꯟꯅꯕꯒꯥ ꯃꯔꯤ ꯂꯩꯅꯕꯥ ꯁꯤꯡꯅꯕꯥ ꯑꯃꯁꯨꯡ ꯑꯁꯣꯟꯕ ꯍꯧꯖꯤꯛꯁꯨ ꯂꯩꯔꯤ꯫ ꯗꯤꯕꯦꯂꯞꯄꯔꯁꯤꯡꯅꯥ ꯃꯈꯣꯏꯒꯤ ꯃꯦꯁꯤꯟ ꯂꯔꯅꯤꯡ ꯑꯦꯄꯂꯤꯀꯦꯁꯟꯁꯤꯡꯗꯥ ꯂꯣꯜꯒꯤ ꯃꯣꯗꯦꯜꯁꯤꯡ ꯁꯤꯖꯤꯟꯅꯕꯗꯥ ꯋꯥꯐꯝꯁꯤꯡ ꯑꯁꯤ ꯈꯡꯕꯥ ꯑꯁꯤ ꯌꯥꯝꯅꯥ ꯃꯔꯨꯑꯣꯏ꯫